ꯄ꯭ꯔꯣꯒ꯭ꯔꯥꯃꯤꯡ ꯂꯦꯡꯒꯨꯌꯦꯖ ꯑꯃꯁꯨꯡ ꯑꯃꯒꯤ ꯃꯔꯛꯇꯥ ꯂꯩꯕꯥ ꯈꯦꯠꯅꯕꯥ ꯑꯗꯨ ꯎꯠꯂꯤꯕꯥ ꯑꯦꯅꯥꯂꯣꯖꯤ ꯑꯃꯥ ꯁꯦꯝꯃꯨ꯫ ꯄ꯭ꯔꯣꯒ꯭ꯔꯥꯃꯤꯡ ꯂꯦꯡꯒꯨꯌꯦꯖ ꯑꯁꯤ ꯄꯦꯟꯠꯕ꯭ꯔꯥꯁꯒꯨꯝꯕꯥ ꯈꯨꯠꯂꯥꯏ ꯑꯃꯥ ꯑꯣꯏꯅꯥ ꯈꯟꯕꯤꯌꯨ ꯃꯁꯤꯅꯥ ꯅꯍꯥꯛꯄꯨ ꯃꯤꯑꯣꯏ ꯑꯃꯃꯝꯒꯤ ꯄꯣꯠꯁꯛꯁꯤꯡ ꯅꯠꯇ꯭ꯔꯒꯥ ꯁ꯭ꯇꯔꯣꯛꯁꯤꯡ ꯄꯨꯟꯅꯥ ꯊꯝꯗꯨꯅꯥ ꯑꯍꯥꯟꯕꯗꯒꯤ ꯀꯔꯤꯒꯨꯝꯕꯥ ꯈꯔꯥ ꯁꯦꯝꯕꯥ ꯌꯥꯍꯜꯂꯤ꯫ ꯑꯃꯔꯣꯝꯗꯥ ꯑꯦꯄꯤꯀ꯭ꯂꯦꯁꯟ ꯄ꯭ꯔꯣꯒ꯭ꯔꯥꯃꯤꯡ ꯏꯟꯇꯔꯐꯦꯁꯅꯥ ꯃꯃꯥꯡꯗꯥ ꯁꯦꯝꯈꯤꯕꯥ ꯄꯦꯟꯡ ꯕꯥꯏ ꯅꯝꯕꯔ ꯃꯤꯠ ꯑꯃꯒꯨꯝꯅꯥ ꯑꯗꯣꯝꯅꯥ ꯑꯀꯛꯅꯕꯥ ꯃꯆꯨꯁꯤꯡꯅꯥ ꯃꯄꯨꯡ ꯐꯥꯍꯟꯅꯕꯥ ꯃꯃꯥꯡꯗꯥ ꯂꯦꯞꯊꯣꯛꯈ꯭ꯔꯕꯥ ꯃꯑꯣꯡꯁꯤꯡ ꯑꯃꯁꯨꯡ ꯃꯐꯝꯁꯤꯡ ꯂꯩ ꯃꯁꯤꯅꯥ ꯑꯄꯥꯝꯕꯥ ꯏꯃꯦꯖ ꯑꯃꯥ ꯁꯦꯝꯕꯗꯥ ꯂꯥꯏꯊꯣꯛꯍꯜꯂꯤ ꯃꯁꯤꯅꯥ ꯑꯍꯥꯡꯕꯥ ꯃꯐꯝꯗꯒꯤ ꯍꯧꯕꯥ ꯃꯊꯧ ꯇꯥꯗꯦ꯫ ꯑꯗꯨꯅꯥ ꯄ꯭ꯔꯣꯒ꯭ꯔꯥꯃꯤꯡ ꯂꯦꯡꯒꯨꯌꯦꯖ ꯑꯃꯅꯥ ꯅꯍꯥꯛꯅꯥ ꯄꯥꯝꯂꯤꯕꯗꯨ ꯁꯦꯝꯅꯕꯒꯤ ꯐ꯭ꯂꯦꯛꯁꯤꯕꯤꯂꯤꯇꯤ ꯄꯤꯔꯕꯁꯨ ꯑꯃꯅꯥ ꯑꯀꯛꯅꯕꯥ ꯔꯤꯖꯜꯠ ꯑꯃꯥ ꯐꯪꯅꯕꯒꯤꯗꯃꯛ ꯍꯦꯟꯅꯥ ꯒꯥꯏꯗ ꯇꯧꯔꯕꯥ ꯑꯃꯁꯨꯡ ꯁ꯭ꯇꯔꯛꯆꯔꯦꯜ ꯑꯣꯏꯕꯥ ꯑꯦꯄ꯭ꯔꯣꯆ ꯑꯃꯥ ꯄꯤꯔꯤ꯫ ꯖꯦꯅꯦꯔꯦꯇꯤꯚ ꯄ꯭ꯔꯤ ꯇ꯭ꯔꯦꯟ ꯇ꯭ꯔꯥꯟꯁꯐꯣꯔꯃꯔꯒꯤ ꯂꯣꯜ ꯃꯣꯗꯦꯜ ꯑꯃꯥ ꯕꯤꯖꯤꯅꯦꯁ ꯁꯦꯇꯤꯡ ꯑꯃꯗꯥ ꯁꯤꯖꯤꯟꯅꯕꯥ ꯌꯥꯕꯒꯤ ꯃꯑꯣꯡ ꯑꯃꯗꯤ ꯗꯥꯏꯅꯥꯃꯤꯛ ꯑꯃꯁꯨꯡ ꯄꯔꯁꯣꯅꯦꯂꯥꯏꯖ ꯇꯧꯔꯕꯥ ꯃꯥꯔꯀꯦꯇꯤꯡ ꯀꯟꯇꯦꯟꯠꯁꯤꯡ ꯁꯦꯝꯒꯠꯄꯅꯤ꯫ ꯈꯨꯗꯝ ꯑꯣꯏꯅꯥ ꯕꯤꯖꯤꯅꯦꯁ ꯑꯃꯅꯥ ꯃꯣꯗꯦꯜ ꯑꯁꯤꯒꯤ ꯃꯍꯧꯁꯥꯒꯤ ꯂꯣꯜ ꯖꯦꯅꯦꯔꯦꯁꯟ ꯀꯦꯄꯦꯕꯤꯂꯤꯇꯤꯁꯤꯡ ꯑꯁꯤ ꯁꯤꯖꯤꯟꯅꯗꯨꯅꯥ ꯃꯈꯣꯏꯒꯤ ꯄꯔꯋꯦꯖ ꯍꯤꯁ꯭ꯇꯔꯤ ꯑꯃꯁꯨꯡ ꯑꯇꯣꯞꯄꯥ ꯗꯦꯇꯥꯗꯥ ꯌꯨꯝꯐꯝ ꯑꯣꯏꯔꯒꯥ ꯑꯀꯛꯅꯕꯥ ꯀꯁꯇꯃꯔ ꯑꯃꯒꯤ ꯏꯟꯇꯔꯦꯁ꯭ꯠꯇꯥ ꯌꯨꯝꯐꯝ ꯑꯣꯏꯕꯥ ꯄ꯭ꯔꯗꯛꯇ ꯗꯤꯁꯀ꯭ꯔꯤꯞꯁꯟ ꯅꯠꯇ꯭ꯔꯒꯥ ꯏꯃꯦꯜ ꯀꯦꯝꯄꯦꯟꯁꯤꯡ ꯁꯦꯝꯕꯥ ꯌꯥꯏ꯫ ꯃꯁꯤꯅꯥ ꯌꯥꯝꯅꯥ ꯄꯔꯁꯣꯅꯦꯂꯥꯏꯖ ꯇꯧꯔꯕꯥ ꯑꯃꯁꯨꯡ ꯃꯔꯤ ꯂꯩꯅꯕꯥ ꯀꯟꯇꯦꯟꯠꯁꯤꯡ ꯄꯤꯗꯨꯅꯥ ꯑꯦꯡꯒꯦꯖꯃꯦꯟꯠ ꯀꯟꯕꯔꯁꯟ ꯑꯃꯁꯨꯡ ꯑꯔꯣꯏꯕꯗꯥ ꯁꯦꯜꯁꯤꯡ ꯍꯦꯟꯒꯠꯍꯟꯒꯅꯤ꯫